ꯁꯍꯔ' ꯑꯃꯁꯨꯡ 'ꯇꯨꯔꯦꯜ' ꯍꯥꯏꯕ ꯋꯥꯍꯩꯁꯤꯡ ꯁꯤꯖꯤꯟꯅꯗꯨꯅ ꯑꯔꯤꯕ ꯋꯥꯔꯤ ꯑꯃꯥ ꯁꯦꯝꯃꯨ꯫ ꯃꯇꯝ ꯑꯃꯥꯗ ꯁꯛꯇꯤ ꯂꯩꯔꯕ ꯇꯨꯔꯦꯜ ꯑꯃꯥꯒꯤ ꯃꯅꯥꯛꯇ ꯐꯥꯎꯅꯗꯨꯅ ꯂꯩꯕ ꯁꯍꯔ ꯑꯃꯥ ꯂꯩꯔꯝꯃꯤ꯫ ꯁꯍꯔ ꯑꯁꯤ ꯄꯨꯟꯁꯤ, ꯏꯅꯔꯖꯤ ꯑꯃꯁꯨꯡ ꯂꯂꯣꯟ-ꯏꯇꯤꯛꯀꯤ ꯊꯕꯛꯁꯤꯡꯅ ꯊꯜꯂꯕ ꯃꯐꯝ ꯑꯃꯥꯅꯤ ꯑꯃꯁꯨꯡ ꯃꯁꯤꯒꯤ ꯃꯤꯌꯥꯝꯅ ꯇꯨꯔꯦꯜ ꯑꯁꯤꯅ ꯄꯤꯔꯤꯕ ꯈꯨꯗꯣꯡꯆꯥꯕꯁꯤꯡ ꯑꯁꯤꯅ ꯊꯋꯥꯏ ꯌꯥꯎꯅ ꯍꯤꯡꯈꯤ꯫ ꯃꯁꯤꯅ ꯁꯍꯔ ꯑꯁꯤꯒꯤ ꯃꯅꯨꯡꯗ ꯆꯦꯟꯊꯈꯤ, ꯄꯣꯠ-ꯆꯩꯁꯤꯡ , ꯆꯠꯊꯣꯛ-ꯆꯠꯁꯤꯟ ꯇꯧꯕꯒꯤ ꯄꯥꯝꯕꯩ ꯑꯃꯥ ꯄꯤꯈꯤ, ꯐꯥꯔꯝ ꯑꯃꯁꯨꯡ ꯐꯦꯛꯇꯔꯤꯁꯤꯡꯒꯤꯗꯃꯛꯇꯥ ꯏꯁꯤꯡ ꯄꯤꯈꯤ ꯑꯃꯁꯨꯡ ꯃꯤꯌꯥꯝꯒꯤ ꯅꯨꯡꯉꯥꯏꯅꯕꯒꯤ ꯊꯕꯛ ꯊꯧꯔꯝꯁꯤꯡ ꯄꯤꯈꯤ꯫ ꯁꯍꯔ ꯑꯁꯤ ꯆꯥꯎꯈꯠꯂꯛꯄꯒ ꯂꯣꯏꯅꯅꯥ ꯇꯨꯔꯦꯜ ꯑꯁꯤꯒ ꯂꯩꯅꯔꯤꯕ ꯃꯔꯤ ꯑꯁꯤꯁꯨ ꯍꯦꯟꯒꯠꯂꯛꯈꯤ꯫ ꯐꯖꯔꯕ ꯊꯣꯡꯁꯤꯡꯅ ꯃꯁꯤꯒꯤ ꯄꯥꯛ ꯆꯥꯎꯕ ꯑꯁꯤ ꯂꯥꯟꯊꯣꯛꯏ, ꯑꯃꯁꯨꯡ ꯇꯨꯔꯦꯜꯒꯤ ꯅꯥꯀꯟꯁꯤꯡ ꯑꯁꯤ ꯃꯤꯌꯥꯝꯅ ꯈꯣꯡꯅ ꯆꯠꯄ ꯑꯃꯁꯨꯡ ꯑꯉꯥꯡꯁꯤꯡꯅ ꯁꯥꯟꯅꯕ ꯌꯥꯕ ꯑꯉꯛꯄꯥ ꯃꯑꯣꯡꯗ ꯑꯣꯟꯊꯣꯛꯈꯤ꯫ ꯁꯍꯔ ꯑꯁꯤ ꯇꯨꯔꯦꯜꯒꯤ ꯈꯣꯟꯖꯦꯜꯒꯥ ꯂꯣꯏꯅꯅꯥ ꯍꯤꯡꯂꯝꯃꯤ ꯑꯃꯁꯨꯡ ꯃꯁꯤꯒꯤ ꯃꯅꯥꯛꯇ ꯂꯩꯕ ꯃꯤꯑꯣꯏꯁꯤꯡꯅ ꯃꯈꯣꯏ ꯃꯁꯥꯕꯨ ꯊꯧꯖꯥꯜ ꯍꯩꯕ ꯑꯣꯏꯅ ꯂꯧꯔꯝꯃꯤ꯫ ꯑꯗꯨꯕꯨ ꯑꯐꯕ ꯋꯥꯐꯝ ꯄꯨꯝꯅꯃꯛꯒꯨꯝꯅ ꯇꯨꯔꯦꯜ ꯑꯁꯤꯒ ꯁꯍꯔ ꯑꯁꯤꯒꯤ ꯃꯔꯤ ꯑꯁꯤ ꯁꯤꯡꯅꯕꯥ ꯀꯌꯥꯗꯒꯤ ꯉꯥꯛꯊꯣꯛꯄꯥ ꯉꯃꯈꯤꯗꯦ꯫ ꯏꯟꯗꯁ꯭ꯠꯔꯤ ꯑꯁꯤ ꯆꯥꯎꯈꯠꯂꯛꯄꯒ ꯂꯣꯏꯅꯅꯥ ꯐꯦꯛꯇꯔꯤꯁꯤꯡꯅ ꯃꯈꯣꯏꯒꯤ ꯑꯃꯣꯠꯄꯁꯤꯡ ꯑꯗꯨ ꯇꯨꯔꯦꯜꯗ ꯄꯩꯗꯨꯅꯥ ꯊꯝꯈꯤ, ꯃꯁꯤꯒꯤ ꯏꯁꯤꯡ ꯑꯁꯤ ꯃꯩꯈꯨ ꯆꯦꯟꯕ ꯑꯃꯁꯨꯡ ꯄꯣꯠꯁꯛ ꯑꯃꯥ ꯑꯣꯏꯔꯛꯈꯤ꯫ ꯃꯇꯝ ꯑꯃꯗꯥ ꯄꯨꯟꯁꯤꯅꯥ ꯊꯜꯂꯕ ꯇꯨꯔꯦꯜꯒꯤ ꯅꯥꯀꯟꯁꯤꯡ ꯑꯗꯨ ꯍꯧꯖꯤꯛꯇꯤ ꯃꯐꯝ ꯑꯃꯗꯥ ꯂꯩꯔꯦ꯫ ꯑꯍꯣꯡꯕ ꯄꯨꯔꯛꯅꯕ ꯑꯀꯣꯏꯕꯒꯤ ꯐꯤꯕꯝꯒꯤ ꯀꯥꯡꯂꯨꯄꯁꯤꯡꯅ ꯈꯣꯡꯊꯥꯡ ꯂꯧꯈꯠꯈꯤ, ꯑꯃꯁꯨꯡ ꯑꯔꯣꯏꯕꯗꯥ ꯁꯍꯔ ꯑꯁꯤꯒꯤ ꯁꯔꯀꯥꯔꯅꯥ ꯈꯣꯡꯊꯥꯡ ꯂꯧꯈꯠꯈꯤ ꯃꯗꯨꯒꯤ ꯃꯇꯨꯡꯗꯥ ꯁꯍꯔ ꯑꯁꯤꯅꯥ ꯇꯨꯔꯦꯜ ꯑꯁꯤ ꯁꯦꯡꯗꯣꯛꯄꯥ ꯍꯧꯔꯛꯄꯗꯒꯤ ꯆꯍꯤ ꯀꯌꯥ ꯀꯟꯅꯥ ꯍꯣꯠꯅꯈꯤ꯫ ꯐꯦꯛꯇꯔꯤꯁꯤꯡꯗ ꯑꯀꯟꯅꯕꯥ ꯄꯣꯂꯨꯁꯟ ꯀꯟꯠꯔꯣꯜ ꯅꯣꯔꯃꯁꯤꯡ ꯊꯃꯈꯤ, ꯑꯃꯁꯨꯡ ꯇꯨꯔꯦꯜꯒꯤ ꯅꯥꯀꯟꯁꯤꯡ ꯑꯁꯤ ꯑꯃꯨꯛ ꯍꯟꯅꯥ ꯍꯤꯡꯒꯠꯍꯟꯈꯤ꯫ ꯃꯁꯤꯅꯥ ꯊꯣꯏꯗꯣꯛ ꯍꯦꯟꯗꯣꯛꯄꯥ ꯒꯥꯔꯗꯦꯅꯁꯤꯡ ꯑꯃꯁꯨꯡ ꯅꯦꯆꯔ ꯔꯤꯖꯔꯚꯔꯁꯤꯡꯗꯥ ꯑꯣꯟꯊꯣꯛꯈꯤ꯫ ꯇꯞꯅꯥ ꯇꯞꯅꯥ, ꯑꯗꯨꯕꯨ ꯁꯣꯏꯗꯅꯥ ꯇꯨꯔꯦꯜ ꯑꯁꯤꯅꯥ ꯃꯁꯥꯒꯤ ꯍꯛꯁꯦꯜ ꯐꯒꯠꯂꯛꯈꯤ, ꯑꯃꯁꯨꯡ ꯃꯁꯤꯒꯥ ꯂꯣꯏꯅꯅꯥ ꯁꯍꯔ ꯑꯁꯤꯒꯤ ꯊꯋꯥꯏꯁꯨ ꯋꯥꯡꯈꯠꯂꯛꯈꯤ꯫ ꯇꯨꯔꯦꯜ ꯑꯁꯤꯒꯤ ꯐꯖꯕ ꯑꯃꯁꯨꯡ ꯁꯛꯇꯤ ꯑꯁꯤ ꯃꯈꯣꯏꯅꯥ ꯌꯥꯝꯅ ꯂꯨꯅ ꯂꯧꯕ ꯌꯥꯕ ꯅꯠꯇꯦ ꯍꯥꯏꯕ ꯈꯪꯂꯗꯨꯅꯥ ꯁꯍꯔꯒꯤ ꯃꯤꯌꯥꯝꯅꯥ ꯍꯥꯔꯥꯎꯈꯤ꯫ ꯁꯍꯔ ꯑꯃꯁꯨꯡ ꯇꯨꯔꯦꯜ ꯑꯁꯤ ꯑꯃꯒꯥ ꯑꯃꯒꯥ ꯂꯣꯏꯅꯅꯥ ꯆꯠꯃꯤꯟꯅꯈꯤ, ꯑꯃꯁꯨꯡ ꯄꯨꯟꯅꯥ ꯊꯕꯛ ꯇꯧꯃꯤꯟꯅꯕꯒꯤ ꯑꯅꯧꯕꯥ ꯃꯇꯝ ꯑꯃꯥ ꯂꯥꯛꯈꯤ, ꯃꯗꯨꯗꯥ ꯁꯍꯔ ꯑꯃꯁꯨꯡ ꯇꯨꯔꯦꯜ ꯑꯁꯤꯅ ꯑꯃꯒꯥ ꯑꯃꯒꯥ ꯂꯣꯏꯅꯅꯥ ꯍꯤꯡꯃꯤꯟꯅꯈꯤ, ꯑꯃꯥꯅ ꯑꯃꯥꯒꯤ ꯄꯥꯡꯒ꯭ꯜ ꯑꯃꯁꯨꯡ ꯗꯔꯀꯥꯔ ꯑꯣꯏꯕꯁꯤꯡ ꯑꯗꯨ ꯏꯀꯥꯏꯈꯨꯝꯅꯕ ꯎꯠꯈꯤ, ꯄꯨꯟꯁꯤꯒꯤ ꯂꯦꯞꯄꯥ ꯂꯩꯇꯕꯥ ꯈꯣꯡꯆꯠ ꯑꯗꯨꯅꯥ ꯄꯨꯟꯅꯥ ꯆꯠꯃꯤꯟꯅꯈꯤ꯫ ꯑꯍꯜ ꯑꯗꯨꯅꯥ ꯄꯣꯔꯗꯥ ꯐꯝꯗꯨꯅꯥ ꯅꯣꯡꯖꯨ ꯊꯥꯒꯤ ꯎꯄꯥꯟꯁꯤꯡꯗꯒꯤ ꯊꯣꯛꯄꯥ ꯅꯣꯡꯂꯤꯛ ꯑꯗꯨ ꯌꯦꯡꯂꯝꯃꯤ꯫ ꯃꯍꯥꯛꯅꯥ ꯋꯥꯈꯜꯗꯥ ꯃꯪꯈꯤ, ꯃꯍꯥꯛꯀꯤ ꯅꯍꯥ ꯑꯣꯏꯔꯤꯉꯩ ꯃꯇꯝꯒꯤ ꯅꯤꯡꯁꯤꯡꯕꯁꯤꯡ ꯑꯗꯨ ꯃꯍꯥꯛꯀꯤ ꯋꯥꯈꯜꯗꯥ ꯁꯤꯅꯦꯃꯥ ꯑꯃꯒꯨꯝ ꯁꯥꯟꯅꯈꯤ꯫ ꯃꯍꯥꯛ ꯃꯄꯨꯡ ꯐꯥꯕꯥ ꯄꯨꯟꯁꯤ ꯑꯃꯥ ꯍꯤꯡꯂꯝꯃꯤ, ꯅꯨꯡꯁꯤꯕꯥ ꯑꯃꯁꯨꯡ ꯑꯋꯥꯕꯥ ꯀꯌꯥꯅꯥ ꯊꯜꯂꯕꯥ ꯄꯨꯟꯁꯤ ꯑꯃꯥ ꯍꯤꯡꯂꯝꯃꯤ꯫ ꯅꯨꯃꯤꯠ ꯆꯨꯞꯄꯥ ꯑꯃꯥ ꯂꯦꯞꯄꯥ ꯍꯧꯔꯛꯄꯒ ꯑꯍꯜ ꯑꯗꯨꯅꯥ ꯃꯅꯨꯡꯗꯥ ꯆꯪꯅꯕꯥ ꯁꯦꯝ ꯁꯥꯗꯨꯅꯥ ꯂꯩꯔꯝꯃꯤ꯫ ꯑꯗꯨꯕꯨ ꯀꯔꯤꯒꯨꯝꯕꯥ ꯑꯃꯅꯥ ꯃꯍꯥꯛꯀꯤ ꯃꯤꯠꯌꯦꯡꯗꯥ ꯌꯦꯡꯈꯤ꯫ ꯆꯦꯟꯊꯔꯛꯄꯥ ꯄꯥꯝꯕꯤꯁꯤꯡꯒꯤ ꯃꯔꯛꯇꯥ ꯑꯄꯤꯛꯄꯥ, ꯃꯆꯤꯟ-ꯃꯅꯥꯑꯣ ꯑꯣꯏꯕ ꯐꯨꯜ ꯐꯪꯈꯤ꯫ ꯊꯋꯥꯏ ꯌꯥꯑꯣꯕꯥ ꯃꯆꯨꯁꯤꯡ ꯑꯗꯨ ꯅꯣꯡꯖꯨ ꯅꯨꯡꯁꯥꯒꯤ ꯂꯝꯗꯝꯒꯤ ꯊꯣꯏꯗꯣꯛꯄꯥ ꯑꯉꯧꯕꯥ ꯑꯃꯁꯨꯡ ꯑꯣꯔꯦꯟꯖꯁꯤꯡꯒꯤ ꯃꯥꯌꯣꯛꯇꯥ ꯊꯣꯏꯗꯣꯛꯄꯥ ꯃꯑꯣꯡꯗꯥ ꯊꯣꯏꯗꯣꯛꯄꯥ ꯑꯣꯏꯈꯤ꯫ ꯑꯍꯜ ꯑꯗꯨꯅꯥ ꯅꯣꯛꯈꯤ, ꯃꯍꯥꯛꯀꯤ ꯊꯝꯃꯣꯏꯗꯥ ꯅꯨꯡꯉꯥꯏꯕꯒꯤ ꯐꯤꯚꯝ ꯑꯃꯥ ꯁꯟꯗꯣꯛꯈꯤ꯫ ꯃꯁꯤ ꯅꯤꯡꯁꯤꯡꯕꯥ ꯑꯃꯅꯤ ꯍꯥꯏꯅꯥ ꯃꯍꯥꯛꯅꯥ ꯈꯜꯂꯝꯃꯤ, ꯄꯣꯠꯁꯤꯡ ꯑꯗꯨ ꯂꯣꯏꯁꯤꯜꯂꯛꯄꯥ ꯎꯔꯕꯁꯨ ꯃꯇꯝ ꯄꯨꯝꯅꯃꯛꯇꯥ ꯑꯅꯧꯕꯥ ꯋꯥꯐꯝ ꯑꯃꯥ ꯐꯪꯏ꯫ ꯑꯅꯧꯕꯥ ꯍꯧꯔꯛꯐꯝ ꯑꯃꯥ, ꯑꯅꯧꯕꯥ ꯑꯥꯁꯥ ꯑꯃꯥ꯫ ꯃꯍꯥꯛꯅꯥ ꯐꯨꯜ ꯑꯗꯨ ꯃꯇꯝ ꯁꯥꯡꯅꯥ ꯂꯩꯔꯣꯏ ꯍꯥꯏꯕꯥ ꯈꯪꯂꯗꯨꯅꯥ ꯌꯥꯝꯅꯥ ꯅꯨꯡꯁꯤꯖꯈꯤ꯫ ꯑꯗꯨꯕꯨ ꯃꯤꯀꯨꯞ ꯑꯗꯨꯒꯤꯗꯃꯛꯇꯗꯤ ꯃꯁꯤꯅꯥ ꯃꯍꯥꯛꯄꯨ ꯅꯨꯡꯉꯥꯏꯕ ꯑꯃꯁꯨꯡ ꯁꯥꯟꯇꯤꯒꯤ ꯋꯥꯈꯜꯂꯣꯟ ꯑꯃꯥ ꯄꯨꯔꯛꯈꯤ꯫ ꯑꯗꯨꯒꯥ ꯃꯗꯨꯒꯥ ꯂꯣꯏꯅꯅꯥ ꯑꯍꯜ ꯑꯗꯨꯅꯥ ꯃꯅꯨꯡꯗꯥ ꯆꯪꯁꯤꯜꯂꯛꯏ, ꯍꯌꯦꯡ ꯂꯥꯛꯀꯗꯧꯔꯤꯕꯥ ꯈꯨꯗꯤꯡꯃꯛ ꯊꯦꯡꯅꯅꯕꯥ ꯁꯦꯝ ꯁꯥꯗꯨꯅꯥ ꯂꯩꯔꯝꯃꯤ꯫